ꯁꯦꯟꯃꯤꯠꯂꯣꯟꯒꯤ ꯃꯃꯜ ꯍꯟꯊꯕꯒꯤ ꯋꯥꯈꯜꯂꯣꯟ ꯑꯗꯨ ꯁꯟꯗꯣꯛꯅ ꯇꯥꯛꯄꯤꯌꯨ꯫ ꯀꯔꯔꯦꯟꯁꯤ ꯗꯤꯚꯦꯂꯄꯃꯦꯟꯇ ꯍꯥꯏꯕꯁꯤ ꯂꯩꯕꯥꯛ ꯑꯃꯒꯤ ꯁꯦꯟꯃꯤꯠꯂꯣꯟꯒꯤ ꯚꯦꯜꯌꯨ ꯑꯗꯨ ꯑꯇꯣꯞꯄꯥ ꯁꯦꯟꯃꯤꯠꯂꯣꯟ, ꯁꯦꯟꯐꯝꯒꯤ ꯀꯥꯡꯂꯨꯞ ꯅꯠꯇ꯭ꯔꯒ ꯁ꯭ꯇꯦꯟꯗꯔꯗ ꯑꯃꯒꯥ ꯆꯥꯡꯗꯝꯅꯕꯗꯥ ꯋꯥꯈꯜ ꯈꯟꯗꯨꯅꯥ ꯍꯟꯊꯅꯥ ꯁꯦꯝꯗꯣꯛꯄꯅꯤ꯫ ꯃꯁꯤ ꯐꯤꯛꯁ ꯑꯦꯛꯁꯆꯦꯟꯖ ꯔꯦꯠ ꯅꯠꯇ꯭ꯔꯒ ꯁꯦꯃꯤ-ꯐꯤꯛꯁ ꯑꯦꯛꯁꯆꯦꯟꯖ ꯔꯦꯠ ꯂꯩꯕ ꯂꯩꯕꯥꯛꯁꯤꯡꯅꯥ ꯁꯤꯖꯤꯟꯅꯕ ꯁꯦꯟꯃꯤꯠꯂꯣꯟꯒꯤ ꯊꯧꯁꯤꯜꯒꯤ ꯈꯨꯠꯂꯥꯏ ꯑꯃꯅꯤ꯫ ꯗꯤꯚꯦꯜꯌꯨꯑꯦꯁꯟ ꯑꯁꯤ ꯑꯌꯥꯝꯕꯅꯥ ꯂꯩꯕꯥꯛ ꯑꯃꯒꯤ ꯁꯦꯟꯃꯤꯠꯂꯣꯟ ꯑꯃꯅꯥ ꯑꯇꯣꯞꯄꯥ ꯁꯦꯟꯃꯤꯠꯂꯣꯟꯁꯤꯡꯒꯥ ꯆꯥꯡꯗꯝꯅꯕꯗꯥ ꯁꯦꯠ ꯚꯦꯜꯌꯨ ꯑꯃꯥ ꯂꯩꯕ ꯃꯇꯝꯗꯥ ꯁꯤꯖꯤꯟꯅꯩ, ꯃꯗꯨꯗꯤ ꯌꯨꯅꯥꯏꯇꯦꯗ ꯁ꯭ꯇꯦꯠꯁ ꯑꯁꯤ ꯃꯈꯣꯏꯒꯤ ꯑꯦꯛꯁꯄꯣꯔꯇꯁꯤꯡ ꯁꯦꯟꯗꯣꯡ ꯂꯩꯕꯥ ꯑꯃꯁꯨꯡ ꯃꯥꯂꯦꯝꯒꯤ ꯀꯩꯊꯦꯜꯗꯥ ꯀꯝꯄꯤꯇꯤꯇꯤꯡ ꯑꯣꯏꯍꯟꯅꯕꯥ ꯁꯤꯖꯤꯟꯅꯩ꯫ ꯃꯁꯤꯅꯥ ꯁꯦꯟꯃꯤꯠꯂꯣꯟꯒꯤ ꯆꯥꯎꯈꯠꯄꯥ ꯍꯦꯟꯒꯠꯍꯟꯕ ꯉꯝꯒꯅꯤ꯫ ꯃꯁꯤꯒꯤ ꯑꯋꯥꯕꯥ ꯑꯁꯤꯗꯤ ꯗꯤꯚꯦꯂꯄꯃꯦꯟꯇꯅꯥ ꯏꯝꯄꯣꯔꯇꯀꯤ ꯃꯃꯜ ꯍꯦꯟꯒꯠꯍꯟꯕ ꯌꯥꯏ ꯫ ꯃꯁꯤꯅꯥ ꯂꯩꯕꯥꯛ ꯑꯁꯤꯗꯥ ꯂꯩꯔꯤꯕ ꯀꯟꯖꯨꯃꯔꯁꯤꯡꯒꯤꯗꯃꯛꯇꯥ ꯍꯦꯟꯅ ꯃꯃꯜ ꯌꯥꯝꯅ ꯇꯥꯡꯕ ꯌꯥꯏ, ꯑꯃꯁꯨꯡ ꯏꯟꯐ꯭ꯂꯦꯁꯟ ꯊꯣꯛꯍꯟꯕ ꯌꯥꯏ꯫ ꯃꯁꯤꯅꯥ ꯃꯄꯥꯟ ꯂꯩꯕꯥꯛꯀꯤ ꯏꯟꯚꯦꯁ꯭ꯇꯔꯁꯤꯡꯕꯨꯁꯨ ꯄꯨꯛꯅꯤꯡ ꯊꯧꯒꯠꯄꯥ ꯌꯥꯏ ꯃꯔꯝꯗꯤ ꯃꯁꯤꯅꯥ ꯁꯦꯟꯃꯤꯠꯂꯣꯟ ꯑꯁꯤ ꯂꯥꯟꯊꯦꯡꯅꯔꯤ ꯍꯥꯏꯕꯒꯤ ꯁꯤꯒꯅꯦꯜ ꯄꯤꯔꯤ, ꯑꯃꯁꯨꯡ ꯃꯈꯣꯏꯒꯤ ꯏꯟꯚꯦꯁ꯭ꯇꯃꯦꯟꯇꯁꯤꯡꯗꯥ ꯈꯨꯗꯣꯡꯊꯤꯕ ꯊꯣꯛꯄꯥ ꯌꯥꯏ꯫ ꯃꯍꯧꯁꯥꯅꯥ ꯁꯦꯟꯃꯤꯠꯂꯣꯟꯒꯤ ꯃꯃꯜ ꯍꯟꯊꯍꯟꯕ ꯍꯥꯏꯕꯁꯤ ꯂꯩꯕꯥꯛꯁꯤꯡꯅꯥ ꯃꯈꯣꯏꯒꯤ ꯁꯦꯟꯃꯤꯠꯂꯣꯟꯒꯤ ꯁꯃꯁ꯭ꯌꯥꯁꯤꯡ ꯀꯣꯛꯍꯟꯅꯕꯥ ꯁꯤꯖꯤꯟꯅꯔꯤꯕꯥ ꯈꯨꯠꯂꯥꯏ ꯑꯃꯅꯤ, ꯑꯗꯨꯕꯨ ꯃꯁꯤꯅꯥ ꯄꯣꯖꯤꯇꯤꯕ ꯑꯃꯁꯨꯡ ꯅꯦꯒꯦꯇꯤꯕ ꯑꯅꯤꯃꯛ ꯊꯣꯛꯍꯟꯕꯥ ꯌꯥꯏ꯫ ꯃꯇꯧ ꯀꯔꯝꯅꯥ ꯏꯂꯦꯛꯇ꯭ꯔꯤꯁꯤꯇꯤ ꯀꯟꯖꯔꯕꯦꯁꯟ ꯇꯧꯒꯗꯒꯦ ꯍꯥꯏꯕꯒꯤ ꯇꯤꯞꯁ ꯃꯉꯥ ꯄꯤꯌꯨ꯫ ꯃꯩ ꯀꯟꯖꯔꯕꯦꯁꯟꯒꯤ ꯇꯤꯞꯁ ꯃꯉꯥ ꯃꯈꯥꯗꯥ ꯄꯤꯔꯤ ꯁꯤꯖꯤꯟꯅꯗ꯭ꯔꯤꯉꯩꯗꯥ ꯑꯦꯞꯂꯥꯏꯑꯦꯟꯁꯁꯤꯡ ꯄ꯭ꯂꯒ ꯂꯧꯊꯣꯛꯎ ꯊꯤꯡꯖꯤꯜꯂꯕꯥ ꯃꯇꯝꯗꯁꯨ ꯏꯂꯦꯛꯇ꯭ꯔꯣꯅꯤꯛ ꯗꯤꯚꯥꯏꯁ ꯀꯌꯥꯅꯥ ꯄ꯭ꯂꯒ ꯏꯟ ꯇꯧꯕ ꯃꯇꯝꯗꯥ ꯃꯩ ꯁꯤꯖꯤꯟꯅꯩ ꯐꯦꯟꯇꯝ ꯅꯠꯇ꯭ꯔꯒ ꯁ꯭ꯇꯦꯟꯗꯕꯥꯏ ꯑꯦꯅꯔꯖꯤ ꯁꯤꯖꯤꯟꯅꯗꯕꯥ ꯃꯇꯝꯗꯥ ꯐꯣꯟ ꯆꯥꯔꯖꯔ, ꯇꯦꯂꯤꯚꯤꯖꯟ, ꯑꯃꯁꯨꯡ ꯂꯦꯞꯇꯣꯄꯒꯨꯝꯕꯥ ꯑꯦꯞꯂꯥꯏꯑꯦꯟꯁꯁꯤꯡ ꯑꯗꯨ ꯂꯧꯊꯣꯛꯎ꯫ ꯑꯦꯅꯔꯖꯤ ꯏꯐꯤꯁꯤꯑꯦꯟꯇ ꯑꯣꯏꯕ ꯂꯥꯏꯠꯕꯜꯕꯁꯤꯡ ꯁꯤꯖꯤꯟꯅꯧ ꯏꯟꯀꯦꯟꯗꯦꯁꯟ ꯅꯠꯇ꯭ꯔꯒ ꯍꯦꯂꯣꯖꯦꯟ ꯕꯜꯕꯁꯤꯡ ꯑꯗꯨ ꯑꯦꯅꯔꯖꯤ ꯏꯐꯤꯁꯤꯑꯦꯟꯇ ꯑꯣꯏꯕ ꯂꯥꯏꯠ ꯏꯃꯤꯇꯤꯡ ꯗꯥꯏꯑꯣꯗ ꯍꯥꯏꯔꯤꯕꯁꯤꯡ ꯑꯁꯤꯅꯥ ꯇ꯭ꯔꯦꯗꯤꯁ꯭ꯅꯦꯜ ꯕꯜꯕꯁꯤꯡꯗꯒꯤ ꯆꯥꯗ ꯃꯔꯤꯐꯨ ꯐꯥꯎꯕ ꯍꯟꯊꯅꯥ ꯏꯅꯔꯖꯤ ꯁꯤꯖꯤꯟꯅꯩ ꯑꯃꯁꯨꯡ ꯌꯥꯝꯅ ꯁꯥꯡꯅꯥ ꯆꯠꯂꯤ꯫ ꯑꯥꯔꯇꯤꯐꯤꯁꯤꯑꯦꯜ ꯂꯥꯏꯠꯀꯤ ꯃꯍꯨꯠꯇꯥ ꯃꯍꯧꯁꯥꯒꯤ ꯃꯉꯥꯜ ꯁꯤꯖꯤꯟꯅꯧ ꯅꯨꯃꯤꯗꯥꯡꯒꯤ ꯃꯇꯝꯗꯥ ꯅꯍꯥꯛꯀꯤ ꯀꯔꯇꯦꯟ ꯅꯠꯇ꯭ꯔꯒꯥ ꯕ꯭ꯂꯥꯏꯟꯗꯁꯤꯡ ꯍꯥꯡꯗꯣꯛꯎ ꯑꯃꯁꯨꯡ ꯃꯩ ꯊꯥꯕꯒꯤ ꯃꯍꯨꯠꯇꯥ ꯃꯍꯧꯁꯥꯒꯤ ꯃꯉꯥꯜ ꯑꯗꯨ ꯈ꯭ꯋꯥꯏꯗꯒꯤ ꯍꯦꯟꯅꯥ ꯁꯤꯖꯤꯟꯅꯧ꯫ ꯁꯤꯖꯤꯟꯅꯗꯕꯥ ꯔꯨꯝꯁꯤꯡꯗꯥ ꯃꯩ ꯊꯥꯕꯥ ꯔꯨꯝ ꯑꯃꯗꯒꯤ ꯊꯣꯛꯄꯥ ꯃꯇꯝꯗꯥ ꯃꯩ ꯑꯃꯁꯨꯡ ꯏꯂꯦꯛꯇ꯭ꯔꯣꯅꯤꯛꯁ ꯁꯨꯞꯅꯒꯤ ꯃꯩ ꯊꯥꯗꯣꯛꯄꯅꯥ ꯑꯦꯅꯔꯖꯤ ꯁꯤꯖꯤꯟꯅꯕꯥ ꯍꯟꯊꯍꯟꯕꯥ꯫ ꯄ꯭ꯔꯣꯒ꯭ꯔꯥꯝ ꯇꯧꯕ ꯌꯥꯕ ꯊꯥꯔꯃꯣꯁ꯭ꯇꯦꯠ ꯑꯃꯥ ꯁꯤꯖꯤꯟꯅꯧ ꯄ꯭ꯔꯣꯒ꯭ꯔꯥꯝ ꯇꯧꯕ ꯌꯥꯕ ꯊꯥꯔꯃꯣꯁ꯭ꯇꯦꯠ ꯑꯃꯅꯥ ꯅꯍꯥꯛꯀꯤ ꯌꯨꯝꯒꯤ ꯍꯤꯇꯤꯡ ꯅꯠꯇ꯭ꯔꯒ ꯀꯨꯂꯤꯡ ꯁꯤꯁ꯭ꯇꯦꯝ ꯑꯗꯨ ꯀꯟꯇ꯭ꯔꯣꯜ ꯇꯧ꯫ ꯃꯗꯨ ꯅꯍꯥꯛꯅꯥ ꯌꯨꯝꯗꯥ ꯂꯩꯕ ꯃꯇꯝꯗꯥ ꯑꯃꯁꯨꯡ ꯅꯍꯥꯛꯅꯥ ꯂꯥꯞꯅꯥ ꯂꯩꯕ ꯃꯇꯝꯗꯥ ꯌꯨꯝꯐꯝ ꯑꯣꯏꯗꯨꯅꯥ ꯇꯦꯝꯄꯦꯔꯦꯆꯔ ꯔꯤꯒꯨꯂꯦꯠ ꯇꯧꯅꯕ ꯁꯤꯖꯤꯟꯅꯧ, ꯃꯗꯨꯅꯥ ꯅꯍꯥꯛꯀꯤ ꯑꯦꯅꯔꯖꯤ ꯁꯤꯖꯤꯟꯅꯕꯒꯤ ꯆꯥꯡ ꯑꯗꯨ ꯅꯍꯥꯛꯀꯤ ꯁꯦꯗ꯭ꯌꯨꯂꯒꯥ ꯃꯥꯟꯅꯍꯟꯒꯅꯤ꯫ ꯃꯁꯤꯅꯥ ꯑꯔꯣꯏꯕꯗꯥ ꯅꯍꯥꯛꯀꯤ ꯏꯅꯔꯖꯤ ꯀꯟꯕ ꯉꯝꯒꯅꯤ ꯑꯃꯁꯨꯡ ꯅꯍꯥꯛꯀꯤ ꯏꯂꯦꯛꯇ꯭ꯔꯤꯁꯤꯇꯤ ꯕꯤꯜ ꯍꯟꯊꯍꯟꯒꯅꯤ꯫